ꯀꯝꯄꯌ꯭ꯨꯇꯔ ꯁꯥꯏꯟꯁ ꯇꯝꯂꯤꯕ ꯀꯣꯂꯦꯖꯒꯤ ꯃꯍꯩꯔꯣꯏ ꯑꯃꯒꯤꯗꯃꯛ ꯑꯣꯏꯊꯣꯛꯄ ꯌꯥꯕ ꯀꯦꯔꯤꯌꯔꯒꯤ ꯂꯝꯕꯤ ꯑꯃ ꯄꯤꯌꯨ꯫ ꯀꯝꯞꯌꯨꯇꯔ ꯁꯥꯏꯟꯁ ꯇꯝꯂꯤꯕ ꯀꯣꯂꯦꯖꯒꯤ ꯃꯍꯩꯔꯣꯏ ꯑꯃꯅ ꯃꯈꯣꯏꯗ ꯀꯦꯔꯤꯌꯔꯒꯤ ꯈꯨꯗꯣꯡꯆꯥꯕ ꯀꯌꯥ ꯑꯃ ꯐꯪꯏ꯫ ꯀꯝꯄ꯭ꯌꯨꯇꯔ ꯁꯥꯏꯟꯁ ꯒ꯭ꯔꯦꯖꯨꯑꯦꯠ ꯑꯃꯒꯤ ꯑꯣꯏꯊꯣꯛꯄ ꯌꯥꯕ ꯀꯦꯔꯤꯌꯔꯒꯤ ꯂꯝꯕꯤ ꯈꯔꯗꯤ ꯃꯈꯥꯗ ꯄꯤꯔꯤꯕꯁꯤꯡꯁꯤꯅꯤ: ꯁꯣꯐꯇꯋꯦꯌꯔ ꯗꯤꯚꯂꯞꯄ꯭ꯔ: ꯃꯁꯤꯗ ꯕꯤꯖꯤꯅꯦꯁꯁꯤꯡ, ꯑꯣꯔꯒꯥꯅꯥꯏꯖꯦꯁꯟꯁꯤꯡ ꯅꯠꯇ꯭ꯔꯒ ꯀꯟꯖꯨꯃꯔꯁꯤꯡꯒꯤ ꯃꯊꯧ ꯇꯥꯕꯁꯤꯡꯗꯨ ꯐꯪꯍꯟꯅꯕ ꯁꯣꯐꯇꯋꯦꯌꯔ ꯄ꯭ꯔꯣꯒ꯭ꯔꯥꯝꯁꯤꯡ ꯗꯤꯖꯥꯏꯟ ꯇꯧꯕ,ꯁꯦꯝꯕ ꯑꯃꯁꯨꯡ ꯇꯦꯁ꯭ꯠ ꯇꯧꯕ ꯌꯥꯎꯏ꯫ ꯗꯦꯇꯥꯕꯦꯖ ꯑꯦꯗꯃꯤꯅꯤꯁ꯭ꯇꯔꯦꯇꯔ: ꯃꯁꯤꯗ ꯏꯅꯐꯣꯔꯃꯦꯁꯟ ꯑꯗꯨ ꯐꯖꯅ ꯁꯤꯖꯤꯟꯅꯕ, ꯑꯆꯨꯝꯕ ꯑꯃꯁꯨꯡ ꯉꯥꯛꯊꯣꯛꯄ ꯉꯝꯅꯕ ꯑꯈꯟꯅꯕ ꯁꯣꯐꯇꯋꯦꯌꯔ ꯁꯤꯖꯤꯟꯅꯗꯨꯅ ꯗꯦꯇꯥ ꯑꯣꯔꯒꯥꯅꯥꯏꯖ ꯇꯧꯕ, ꯁ꯭ꯇꯣꯔ ꯇꯧꯕ ꯑꯃꯁꯨꯡ ꯁꯦꯛꯌꯨꯑꯣꯔ ꯑꯣꯏꯍꯟꯕ ꯌꯥꯎꯏ꯫ ꯁꯤꯁ꯭ꯇꯦꯝ ꯑꯦꯅꯥꯂꯥꯏꯇꯤꯛ: ꯃꯁꯤꯗ ꯑꯣꯔꯒꯅꯥꯏꯖꯦꯁꯟ ꯑꯃꯒꯤ ꯏꯐꯤꯁꯤꯑꯦꯟꯁꯤ ꯑꯃꯁꯨꯡ ꯄ꯭ꯔꯗꯛꯇꯤꯕꯤꯇꯤ ꯐꯒꯠꯍꯟꯅꯕ ꯀꯝꯄ꯭ꯌꯨꯇꯔ ꯁꯤꯁ꯭ꯇꯦꯝꯁꯤꯡ ꯗꯤꯖꯥꯏꯟ ꯇꯧꯕ ꯑꯃꯁꯨꯡ ꯏꯝꯄ꯭ꯂꯤꯃꯦꯟꯇ ꯇꯧꯕ ꯌꯥꯎꯏ꯫ ꯅꯦꯇꯋꯥꯔꯛ ꯑꯦꯗꯃꯤꯅꯤꯁ꯭ꯠꯔꯦꯇꯔ: ꯃꯁꯤꯗ ꯑꯣꯔꯒꯥꯅꯥꯏꯖꯦꯁꯟ ꯑꯃꯒꯤ ꯀꯝꯞꯌꯨꯇꯔ ꯅꯦꯇꯋꯥꯔꯛ ꯃꯦꯅꯦꯖ ꯇꯧꯕ ꯑꯃꯁꯨꯡ ꯃꯦꯟꯇꯦꯟ ꯇꯧꯕ ꯗꯤꯚꯥꯏꯁꯁꯤꯡꯒꯤ ꯃꯔꯛꯇ ꯐꯖꯅ ꯀꯝꯝꯌꯨꯅꯤꯀꯦꯁꯟ ꯁꯣꯏꯗꯅ ꯂꯩꯍꯟꯕ ꯑꯃꯁꯨꯡ ꯏꯐꯤꯁꯤꯑꯦꯟꯠ ꯑꯣꯏꯕ ꯗꯦꯇꯥ ꯇ꯭ꯔꯥꯟꯁꯐꯔ ꯇꯧꯕ ꯌꯥꯎꯏ꯫ ꯁꯥꯏꯕꯔꯁꯦꯛꯌꯨꯔꯤꯇꯤ ꯑꯦꯅꯥꯂꯥꯏꯇꯤꯛ: ꯃꯁꯤꯗ ꯑꯣꯔꯒꯥꯅꯥꯏꯖꯦꯁꯟ ꯑꯃꯒꯤ ꯀꯝꯞꯌꯨꯇꯔ ꯁꯤꯁ꯭ꯇꯦꯝꯁꯤꯡ ꯑꯃꯁꯨꯡ ꯅꯦꯇꯋꯥꯔꯛꯁꯤꯡꯕꯨ ꯍꯦꯛꯀꯤꯡ, ꯚꯥꯏꯔꯁ, ꯅꯠꯇ꯭ꯔꯒꯥ ꯗꯦꯇꯥ ꯕ꯭ꯔꯤꯆꯒꯨꯝꯕ ꯆꯩꯊꯦꯡꯁꯤꯡꯗꯒꯤ ꯉꯥꯛꯊꯣꯛꯄ ꯌꯥꯎꯏ꯫ ꯍꯥꯏꯔꯤꯕ ꯑꯁꯤ ꯀꯝꯄ꯭ꯌꯨꯇꯔ ꯁꯥꯏꯟꯁ ꯒ꯭ꯔꯦꯖꯨꯑꯦꯠ ꯑꯃꯅ ꯐꯪꯂꯤꯕ ꯀꯦꯔꯤꯌꯔꯒꯤ ꯂꯝꯕꯤ ꯀꯌꯥꯒꯤ ꯃꯅꯨꯡꯗ ꯈꯔꯈꯛꯇꯅꯤ꯫ ꯀꯝꯞꯌꯨꯇꯔ ꯁꯥꯏꯟꯁ, ꯄ꯭ꯔꯣꯕ꯭ꯂꯦꯝ ꯁꯣꯜꯕꯤꯡ, ꯑꯃꯁꯨꯡ ꯑꯦꯅꯥꯂꯥꯏꯇꯤꯀꯦꯜ ꯊꯤꯡꯀꯤꯡꯗ ꯑꯆꯦꯠꯄ ꯌꯨꯝꯐꯝ ꯑꯃ ꯂꯩꯕꯅ ꯑꯣꯏꯊꯣꯛꯄ ꯌꯥꯕꯁꯤꯡ ꯑꯁꯤ ꯂꯣꯏꯕ ꯅꯥꯏꯗꯦ꯫